ꯑꯩꯅꯥ ꯄꯥꯕ ꯂꯥꯏꯔꯤꯛ ꯑꯃꯥ ꯄꯤꯌꯨ꯫ ꯌꯥꯝꯅ ꯊꯥꯒꯠꯄꯥ ꯌꯥꯕ ꯑꯃꯁꯨꯡ ꯄꯥꯔꯤꯕꯁꯤꯡꯒꯤ ꯃꯔꯛꯇꯥ ꯃꯤꯌꯥꯝꯅ ꯄꯥꯝꯅꯕ ꯂꯥꯏꯔꯤꯛ ꯑꯃꯗꯤ ꯌꯨꯚꯜ ꯅꯣꯍꯥ ꯍꯔꯥꯔꯤꯒꯤ "ꯁꯦꯄꯤꯌꯟꯁ" ꯑꯦ ꯕ꯭ꯔꯤꯐ ꯍꯤꯁ꯭ꯇꯔꯤ ꯑꯣꯐ ꯍꯨꯃꯦꯟꯀꯥꯏꯟ꯫ ꯂꯥꯏꯔꯤꯛ ꯑꯁꯤꯅꯥ ꯑꯐ꯭ꯔꯤꯀꯥꯗꯥ ꯍꯣꯃꯣ ꯁꯦꯄꯤꯌꯟꯁ ꯊꯣꯔꯛꯄꯗꯒꯤ ꯍꯧꯔꯒ ꯍꯧꯖꯤꯛ ꯐꯥꯎꯒꯤ ꯃꯤꯑꯣꯏꯕ ꯖꯥꯇꯤꯒꯤ ꯄꯨꯋꯥꯔꯤ ꯑꯗꯨ ꯊꯤꯖꯤꯜꯂꯤ꯫ ꯃꯁꯤꯅꯥ ꯀꯣꯒꯅꯤꯇꯤꯕ, ꯑꯦꯒ꯭ꯔꯤꯀꯂꯆꯔꯦꯜ, ꯑꯃꯁꯨꯡ ꯁꯥꯏꯟꯇꯤꯐꯤꯛ ꯔꯤꯚꯣꯂꯨꯁꯟꯁꯤꯡ ꯀꯣꯟꯁꯤꯜꯂꯤ ꯑꯃꯁꯨꯡ ꯑꯩꯈꯣꯏꯒꯤ ꯄꯨꯋꯥꯔꯤ ꯑꯃꯁꯨꯡ ꯇꯨꯡꯒꯤ ꯐꯤꯕꯝꯒꯤ ꯃꯇꯥꯡꯗꯥ ꯋꯥꯈꯜ ꯋꯥꯕ ꯋꯥꯐꯝꯁꯤꯡ ꯄꯤꯔꯤ꯫ ꯃꯁꯤ ꯃꯤꯑꯣꯏꯕ ꯖꯥꯇꯤ ꯑꯃꯁꯨꯡ ꯑꯗꯣꯝꯒꯤ ꯑꯀꯣꯏꯕꯗ ꯂꯩꯔꯤꯕ ꯃꯥꯂꯦꯝ ꯑꯁꯤꯒꯤ ꯃꯇꯥꯡꯗꯥ ꯑꯗꯣꯝꯒꯤ ꯂꯧꯁꯤꯡ ꯑꯗꯨ ꯁꯣꯏꯗꯅ ꯄꯥꯛꯊꯣꯛ ꯆꯥꯎꯊꯣꯛꯍꯟꯕ ꯉꯝꯕ ꯃꯤꯠꯌꯦꯡ ꯊꯝꯕ ꯄꯥꯕ ꯑꯃꯅꯤ꯫ ꯏꯃꯨꯡꯒꯤ ꯑꯦꯗꯚꯦꯟꯆꯔ ꯑꯃꯒꯤ ꯃꯇꯥꯡꯗꯥ ꯋꯥꯍꯩ ꯆꯥꯃꯥꯒꯤ ꯋꯥꯔꯤ ꯑꯃꯥ ꯁꯦꯝꯒꯠꯄꯥ꯫ ꯁ꯭ꯃꯤꯊ ꯏꯃꯨꯡ ꯑꯁꯤ ꯃꯇꯝ ꯄꯨꯝꯅꯃꯛꯇꯥ ꯑꯦꯗꯚꯦꯟꯆꯔ ꯑꯃꯒꯤꯗꯃꯛ ꯂꯦꯞꯂꯝꯃꯤ, ꯑꯃꯁꯨꯡ ꯉꯁꯤꯁꯨ ꯃꯁꯤꯗꯒꯤ ꯍꯦꯟꯗꯣꯛꯄ ꯑꯃꯠꯇꯥ ꯑꯣꯏꯈꯤꯗꯦ꯫ ꯃꯈꯣꯏꯅ ꯃꯈꯣꯏꯒꯤ ꯕꯦꯒꯁꯤꯡ ꯊꯝꯈꯤ, ꯃꯈꯣꯏꯒꯤ ꯒꯥꯔꯤ ꯑꯗꯨ ꯂꯣꯗ ꯇꯧꯈꯤ ꯑꯃꯁꯨꯡ ꯅꯨꯃꯤꯠ ꯑꯃꯒꯤ ꯃꯄꯥꯟꯗꯥ ꯆꯠꯊꯣꯛ-ꯆꯠꯁꯤꯟ ꯇꯧꯅꯕ ꯆꯠꯈꯤ꯫ ꯃꯈꯣꯏꯒꯤ ꯄꯟꯊꯨꯡꯐꯝ ꯑꯗꯨ ꯃꯅꯥꯛ ꯅꯛꯄꯥ ꯅꯦꯆꯔ ꯔꯤꯖꯔꯕ ꯑꯃꯅꯤ, ꯃꯐꯝ ꯑꯗꯨꯗꯥ ꯃꯈꯣꯏꯅ ꯍꯥꯏꯀꯤꯡ ꯇꯧꯕ, ꯄꯥꯈꯪ ꯌꯦꯡꯕ ꯑꯃꯁꯨꯡ ꯅꯨꯃꯤꯠꯀꯤ ꯃꯉꯥꯜꯗ ꯄꯤꯛꯅꯤꯛ ꯇꯧꯕ ꯌꯥꯏ꯫ ꯃꯈꯣꯏꯅ ꯂꯝꯕꯤ ꯑꯗꯨꯒꯤ ꯃꯇꯨꯡ ꯏꯟꯅꯥ ꯆꯠꯂꯤꯉꯩꯗ ꯃꯈꯣꯏꯅ ꯂꯣꯠꯁꯤꯜꯂꯕ ꯋꯥꯇꯔꯐꯣꯜ ꯑꯃꯥ ꯎꯈꯤ, ꯃꯈꯣꯏꯅ ꯃꯍꯧꯁꯥꯒꯤ ꯃꯥꯂꯦꯝꯒꯤ ꯐꯖꯕ ꯑꯗꯨꯗꯥ ꯌꯥꯝꯅ ꯉꯛꯈꯤ꯫ ꯃꯈꯣꯏꯅ ꯅꯨꯃꯤꯗꯥꯡꯋꯥꯏꯔꯝ ꯑꯗꯨꯗꯥ ꯊꯋꯥꯏ ꯌꯥꯎꯅ ꯑꯗꯨꯕꯨ ꯅꯨꯡꯉꯥꯏꯅꯥ ꯌꯨꯝꯗꯥ ꯍꯜꯂꯛꯈꯤ꯫ ꯃꯈꯣꯏꯅ ꯃꯇꯝ ꯄꯨꯝꯅꯃꯛꯇꯥ ꯅꯨꯡꯁꯤꯖꯕ ꯅꯨꯃꯤꯠ ꯑꯃꯅꯤ꯫ ꯈꯨꯠꯅꯥ ꯏꯕꯥ ꯈꯪꯗꯣꯛꯅꯕꯥ ꯑꯦꯂꯒꯣꯔꯤꯊꯝ ꯑꯃꯥ ꯗꯤꯖꯥꯏꯟ ꯇꯧꯕꯥ꯫ ꯃꯈꯥꯗꯥ ꯈꯨꯠꯅꯥ ꯏꯕꯥ ꯈꯪꯗꯣꯛꯅꯕꯥ ꯑꯣꯏꯊꯣꯛꯄ ꯌꯥꯕ ꯑꯦꯂꯒꯣꯔꯤꯊꯝ ꯑꯃꯒꯤ ꯑꯋꯥꯡꯕꯥ ꯊꯥꯛꯀꯤ ꯑꯣꯚꯔꯚꯤꯌꯨ ꯑꯃꯥ ꯄꯤꯔꯤ ꯏꯃꯦꯖ ꯄ꯭ꯔꯤ-ꯄ꯭ꯔꯣꯁꯦꯁꯤꯡ ꯈꯨꯠꯅꯥ ꯏꯕꯥ ꯈꯪꯗꯣꯛꯄꯒꯤ ꯑꯦꯂꯒꯣꯔꯤꯊꯝꯒꯤ ꯑꯍꯥꯟꯕ ꯈꯣꯡꯊꯥꯡꯗꯤ ꯏꯅꯄꯨꯠ ꯏꯃꯦꯖ ꯑꯗꯨ ꯈꯪꯗꯣꯛꯅꯕ ꯆꯨꯅꯕ ꯑꯣꯏꯍꯟꯅꯕ ꯄ꯭ꯔꯣꯁꯦꯁ ꯇꯧꯕꯅꯤ꯫ ꯃꯁꯤꯗꯥ ꯏꯃꯦꯖ ꯑꯁꯤ ꯁꯦꯝ ꯁꯥꯕ ꯑꯃꯁꯨꯡ ꯏꯃꯦꯖꯒꯤ ꯃꯒꯨꯟ ꯍꯦꯟꯒꯠꯍꯟꯅꯕ ꯐꯤꯜꯇꯔ ꯅꯠꯇ꯭ꯔꯒ ꯊ꯭ꯔꯦꯁꯍꯣꯜꯗꯤꯡ ꯇꯦꯛꯅꯤꯛꯁꯤꯡ ꯁꯤꯖꯤꯟꯅꯗꯨꯅꯥ ꯅꯣꯡꯂꯩ-ꯅꯨꯡꯁꯤꯠ ꯍꯟꯊꯍꯟꯅꯕꯥ ꯌꯥꯎꯔꯤ꯫ ꯁꯦꯒꯃꯦꯟꯇꯦꯁꯟ ꯏꯃꯦꯖ ꯑꯗꯨ ꯄ꯭ꯔꯤ-ꯄ꯭ꯔꯣꯁꯦꯁ ꯇꯧꯔꯕꯥ ꯃꯇꯨꯡꯗꯥ ꯃꯊꯪꯒꯤ ꯈꯣꯡꯊꯥꯡꯗꯤ ꯏꯃꯦꯖ ꯑꯗꯨ ꯃꯤꯑꯣꯏ ꯑꯃꯃꯝꯒꯤ ꯀꯦꯛꯔꯦꯇꯔ ꯅꯠꯇ꯭ꯔꯒꯥ ꯋꯥꯍꯩꯁꯤꯡꯗꯥ ꯁꯦꯒꯃꯦꯟꯇ ꯇꯧꯕꯅꯤ꯫ ꯃꯁꯤ ꯏꯃꯦꯖ ꯑꯗꯨ ꯀꯦꯛꯔꯦꯇꯔꯁꯤꯡꯒꯤ ꯃꯔꯛꯇꯥ ꯂꯩꯕ ꯑꯉꯧꯕ ꯃꯐꯝꯁꯤꯡꯒꯤꯗꯃꯛ ꯑꯦꯅꯥꯂꯥꯏꯖ ꯇꯧꯗꯨꯅꯥ ꯑꯃꯁꯨꯡ ꯃꯈꯣꯏꯕꯨ ꯇꯣꯉꯥꯟꯅꯥ ꯊꯝꯅꯕꯥ ꯏꯟꯐꯣꯔꯃꯦꯁꯟ ꯑꯁꯤ ꯁꯤꯖꯤꯟꯅꯗꯨꯅꯥ ꯄꯥꯡꯊꯣꯛꯏ꯫ ꯐꯤꯆꯔ ꯑꯦꯛꯁꯠꯔꯥꯛꯁꯟ ꯈꯣꯡꯊꯥꯡ ꯑꯁꯤꯅꯥ ꯁꯦꯒꯃꯦꯟꯠ ꯇꯧꯔꯕ ꯏꯃꯦꯖ ꯑꯗꯨꯗꯒꯤ ꯀꯦꯛꯔꯦꯇꯔ ꯅꯠꯇ꯭ꯔꯒ ꯋꯥꯍꯩ ꯈꯨꯗꯤꯡꯃꯛꯀꯤ ꯈꯦꯠꯅꯕꯥ ꯐꯤꯆꯔꯁꯤꯡ ꯂꯧꯊꯣꯛꯄꯥ ꯌꯥꯎꯏ꯫ ꯀꯦꯛꯔꯦꯛꯇꯔ ꯈꯨꯗꯤꯡꯃꯛꯀꯤ ꯁ꯭ꯠꯔꯣꯛ ꯋꯥꯏꯗ, ꯍꯥꯏꯠ, ꯁ꯭ꯂꯦꯟꯇ ꯑꯃꯁꯨꯡ ꯀꯔꯕꯥꯔꯒꯤꯗꯃꯛꯇꯥ ꯑꯦꯅꯥꯂꯥꯏꯖ ꯇꯧꯗꯨꯅꯥ ꯃꯁꯤꯒꯤ ꯑꯈꯟꯅꯕ ꯃꯑꯣꯡ ꯃꯇꯧꯁꯤꯡ ꯑꯁꯤ ꯂꯧꯁꯤꯅꯕꯥ ꯌꯥꯏ꯫ ꯃꯗꯨꯒꯤ ꯃꯇꯨꯡꯗꯥ ꯍꯥꯏꯔꯤꯕ ꯑꯦꯠꯔꯤꯕ꯭ꯌꯨꯠꯁꯤꯡ ꯑꯁꯤ ꯏꯟꯄꯨꯠ ꯐꯤꯆꯔ ꯑꯣꯏꯅ ꯔꯤꯀꯣꯒꯅꯤꯁꯟ ꯑꯦꯂꯒꯣꯔꯤꯊꯝꯗꯥ ꯄꯤꯔꯤ꯫